ꯑꯣꯟꯂꯥꯏꯟ ꯀꯣꯔꯁ ꯑꯃꯒꯤ ꯀꯥꯟꯅꯕꯁꯤꯡ ꯑꯃꯁꯨꯡ ꯇ꯭ꯔꯦꯗꯤꯁꯅꯦꯜ ꯀꯣꯔꯁ ꯑꯃꯒꯤ ꯀꯥꯟꯅꯕꯒ ꯆꯥꯡꯗꯝꯅꯕ꯫ ꯑꯣꯟꯂꯥꯏꯟ ꯀꯣꯔꯁ ꯑꯃꯁꯨꯡ ꯇ꯭ꯔꯦꯗꯤꯁꯅꯦꯜ ꯀꯣꯔꯁ ꯑꯅꯤꯃꯛꯀꯤ ꯃꯈꯣꯢꯒꯤ ꯑꯈꯟꯅꯕ ꯀꯥꯟꯅꯕꯁꯤꯡ ꯂꯩ ꯑꯃꯁꯨꯡ ꯈ꯭ꯋꯥꯏꯗꯒꯤ ꯐꯩ ꯈꯟꯕꯁꯤ ꯑꯌꯥꯝꯕꯅ ꯃꯤꯑꯣꯏ ꯑꯃꯒꯤ ꯄꯔꯁꯣꯅꯦꯜ ꯂꯔꯅꯤꯡ ꯁ꯭ꯇꯥꯏꯜ ꯑꯃꯁꯨꯡ ꯃꯊꯧ ꯇꯥꯕꯁꯤꯡꯒꯤ ꯃꯈꯥ ꯄꯣꯜꯂꯤ꯫ ꯃꯈꯥꯗꯥ ꯀꯣꯔꯁ ꯃꯈꯜ ꯈꯨꯗꯤꯡꯃꯛꯀ ꯃꯔꯤ ꯂꯩꯅꯕꯥ ꯀꯥꯟꯅꯕꯁꯤꯡ ꯈꯔꯥ ꯄꯤꯔꯤ꯫ ꯑꯣꯟꯂꯥꯏꯟ ꯀꯣꯔꯁ ꯑꯃꯒꯤ ꯀꯥꯟꯅꯕꯁꯤꯡ: ꯐ꯭ꯂꯦꯛꯁꯤꯕꯤꯂꯤꯇꯤ: ꯑꯣꯟꯂꯥꯏꯟ ꯀꯣꯔꯁꯁꯤꯡꯅ ꯁꯦꯗ꯭ꯌꯨꯜ ꯇꯧꯕꯒꯤ ꯃꯇꯥꯡꯗ ꯑꯆꯧꯕ ꯐ꯭ꯂꯦꯛꯁꯤꯕꯤꯂꯤꯇꯤ ꯑꯃ ꯄꯤꯔꯤ꯫ ꯃꯁꯤꯅ ꯇꯥꯛꯄꯗꯤ ꯃꯍꯩꯔꯣꯏꯁꯤꯡꯅ ꯃꯇꯝ ꯑꯃꯠꯇꯗ ꯀꯣꯔꯁꯋꯥꯔꯛ ꯊꯕꯛ ꯇꯧꯕꯥ ꯌꯥꯏ ꯃꯈꯣꯢꯒꯤ ꯈꯣꯡꯖꯦꯜꯗ ꯊꯕꯛ ꯇꯧꯕꯥ ꯌꯥꯏ ꯑꯃꯁꯨꯡ ꯃꯈꯣꯢꯒꯤ ꯁ꯭ꯇꯗꯤꯒꯤ ꯃꯇꯝ ꯑꯗꯨ ꯃꯈꯣꯢꯒꯤ ꯃꯊꯧ ꯇꯥꯕꯁꯤꯡꯒꯤ ꯃꯇꯨꯡ ꯏꯟꯅ ꯁꯦꯝꯗꯣꯛꯄ ꯌꯥꯏ꯫ ꯈꯨꯗꯣꯡꯆꯥꯕꯥ: ꯀꯅꯥꯒꯨꯝꯕ ꯑꯃꯅ ꯏꯟꯇꯔꯅꯦꯠ ꯀꯅꯦꯛꯁꯟ ꯂꯩꯔꯕꯗꯤ ꯃꯐꯝ ꯑꯃꯍꯦꯛꯇꯗꯒꯤ ꯑꯣꯟꯂꯥꯏꯟ ꯀꯣꯔꯁꯁꯤꯡ ꯂꯧꯕꯥ ꯌꯥꯏ꯫ ꯃꯁꯤ ꯊꯕꯛ ꯅꯠꯇ꯭ꯔꯒ ꯏꯃꯨꯡꯒꯤ ꯀꯃꯤꯇꯃꯦꯟꯇ ꯂꯩꯕꯥ ꯅꯠꯇ꯭ꯔꯒ ꯇ꯭ꯔꯦꯗꯤꯁꯅꯦꯜ ꯀ꯭ꯂꯥꯁꯔꯨꯝ ꯑꯃꯗꯒꯤ ꯂꯥꯞꯅ ꯂꯩꯕꯥ ꯃꯍꯩꯔꯣꯏꯁꯤꯡꯒꯤꯗꯃꯛꯇ ꯌꯥꯝꯅ ꯐꯕ ꯑꯣꯏꯕꯥ ꯌꯥꯏ꯫ ꯃꯃꯜ: ꯑꯣꯟꯂꯥꯏꯟ ꯀꯣꯔꯁꯁꯤꯡ ꯑꯁꯤ ꯃꯍꯧꯁꯥꯅ ꯇ꯭ꯔꯦꯗꯤꯁꯅꯦꯜ ꯀꯣꯔꯁꯁꯤꯡꯗꯒꯤ ꯍꯦꯟꯅ ꯁꯦꯟꯗꯣꯡ ꯂꯩ ꯑꯃꯁꯨꯡ ꯃꯍꯩꯔꯣꯏꯁꯤꯡꯅ ꯆꯠꯊꯣꯛ ꯆꯠꯁꯤꯟ ꯇꯧꯕꯗ, ꯂꯩꯐꯝ ꯑꯃꯁꯨꯡ ꯑꯇꯩ ꯃꯔꯤ ꯂꯩꯅꯕ ꯆꯥꯗꯤꯡꯁꯤꯡꯗ ꯁꯦꯜ ꯀꯟꯕꯥ ꯌꯥꯏ꯫ ꯀꯣꯔꯁ ꯑꯣꯞꯁꯟꯁꯤꯡꯒꯤ ꯑꯆꯧꯕ ꯃꯈꯜ ꯀꯌꯥ: ꯑꯣꯟꯂꯥꯏꯟ ꯀꯣꯔꯁꯁꯤꯡ ꯑꯁꯤ ꯃꯈꯜ ꯀꯌꯥꯒꯤ ꯍꯤꯔꯝꯁꯤꯡ ꯑꯃꯁꯨꯡ ꯗꯤꯁꯤꯄ꯭ꯂꯤꯟꯁꯤꯡꯗ ꯂꯥꯛꯏ ꯃꯁꯤꯅ ꯃꯍꯩꯔꯣꯏꯁꯤꯡꯗ ꯃꯈꯣꯢꯒꯤ ꯗꯔꯀꯥꯔ ꯑꯣꯏꯕꯁꯤꯡꯒꯤ ꯃꯇꯨꯡ ꯏꯟꯅ ꯃꯄꯨꯡ ꯐꯥꯕ ꯀꯣꯔꯁ ꯑꯃ ꯊꯤꯕꯗ ꯂꯥꯏꯍꯜꯂꯤ꯫ ꯇ꯭ꯔꯦꯗꯤꯁꯅꯦꯜ ꯀꯣꯔꯁ ꯑꯃꯒꯤ ꯀꯥꯟꯅꯕꯁꯤꯡ: ꯃꯥꯏ ꯃꯥꯏ ꯑꯣꯟꯁꯟꯅꯗꯨꯅ ꯇꯥꯛꯅꯕ: ꯇ꯭ꯔꯦꯗꯤꯁꯅꯦꯜ ꯀꯣꯔꯁꯁꯤꯡꯅ ꯇꯥꯛꯂꯤꯕ ꯑꯣꯖꯥꯁꯤꯡ ꯑꯃꯁꯨꯡ ꯃꯔꯨꯞꯁꯤꯡꯒ ꯃꯥꯏ ꯃꯥꯏ ꯑꯣꯟꯁꯤꯟꯅꯗꯨꯅ ꯇꯥꯛꯄꯒꯤ ꯈꯨꯗꯣꯡꯆꯥꯕ ꯄꯤꯔꯤ꯫ ꯃꯁꯤꯅ ꯍꯦꯟꯅ ꯅꯛꯁꯟꯕ ꯑꯃꯁꯨꯡ ꯁꯣꯁꯤꯑꯦꯜ ꯂꯔꯅꯤꯡ ꯑꯦꯛꯁꯄꯤꯔꯤꯑꯦꯟꯁ ꯑꯃ ꯄꯥꯝꯂꯤꯕ ꯃꯍꯩꯔꯣꯏꯁꯤꯡꯒꯤꯗꯃꯛ ꯀꯥꯟꯅꯕ ꯑꯣꯏꯕ ꯌꯥꯏ꯫ ꯈꯨꯠꯅꯥ ꯇꯝꯕꯥ: ꯇ꯭ꯔꯦꯗꯤꯁꯅꯦꯜ ꯀꯣꯔꯁꯁꯤꯡꯗ ꯑꯌꯥꯝꯕꯅ ꯂꯦꯕꯣꯔꯦꯇꯔꯤ ꯑꯦꯛꯁꯄ꯭ꯔꯤꯃꯦꯟꯇ ꯅꯠꯇ꯭ꯔꯒ ꯐꯤꯜꯗ ꯇ꯭ꯔꯤꯞꯀꯨꯝꯕ ꯈꯨꯠꯅ ꯁꯥꯕꯥ ꯀꯝꯄꯣꯅꯦꯟꯇꯁꯤꯡ ꯌꯥꯎꯏ ꯃꯗꯨꯅ ꯑꯀꯛꯅꯕ ꯍꯤꯔꯝ ꯈꯔꯒꯤꯗꯃꯛ ꯃꯃꯜ ꯌꯥꯝꯂꯕ ꯑꯦꯛꯁꯄꯔꯤꯌꯦꯟꯁ ꯄꯤꯕ ꯉꯝꯒꯅꯤ꯫ ꯁꯇ꯭ꯔꯀꯆꯔ: ꯇ꯭ꯔꯦꯗꯤꯁꯅꯦꯜ ꯀꯣꯔꯁꯁꯤꯡꯅ ꯁꯦꯠ ꯇꯧꯔꯕ ꯁꯦꯗ꯭ꯌꯨꯜꯁꯤꯡ, ꯗꯦꯗꯂꯥꯏꯟꯁꯤꯡ ꯑꯃꯁꯨꯡ ꯔꯨꯇꯤꯟꯁꯤꯡꯒ ꯂꯣꯢꯅꯅꯥ ꯁꯇ꯭ꯔꯛꯆꯔꯦꯜ ꯂꯔꯅꯤꯡ ꯑꯀꯣꯏꯕ ꯑꯃꯥ ꯄꯤꯔꯤ꯫ ꯃꯁꯤꯅ ꯃꯈꯣꯢꯒꯤ ꯁ꯭ꯇꯗꯤꯗ ꯍꯦꯟꯅ ꯑꯦꯀꯥꯎꯟꯇꯦꯕꯤꯂꯤꯇꯤ ꯑꯃꯁꯨꯡ ꯒꯥꯏꯗꯂꯥꯏꯟꯁꯤꯡ ꯃꯊꯧ ꯇꯥꯕ ꯃꯍꯩꯔꯣꯏꯁꯤꯡꯗ ꯃꯇꯦꯡ ꯑꯣꯏꯕ ꯌꯥꯏ꯫ ꯀꯦꯝꯄꯁꯀꯤ ꯔꯤꯁꯣꯔꯁꯁꯤꯡ: ꯇ꯭ꯔꯦꯗꯤꯁꯅꯦꯜ ꯀꯣꯔꯁ ꯑꯃꯗ ꯁꯔꯨꯛ ꯌꯥꯕꯅ ꯃꯍꯩꯔꯣꯏꯁꯤꯡꯅ ꯀꯦꯝꯄꯁꯇ ꯂꯩꯔꯤꯕ ꯔꯤꯁꯣꯔꯁꯁꯤꯡ ꯍꯥꯢꯕꯗꯤ ꯂꯥꯏꯕ꯭ꯔꯦꯔꯤꯁꯤꯡ, ꯁ꯭ꯇꯗꯤ ꯒ꯭ꯔꯨꯞꯁꯤꯡ ꯑꯃꯁꯨꯡ ꯃꯍꯩꯔꯣꯏꯁꯤꯡꯒꯤ ꯁꯔꯚꯤꯁꯁꯤꯡ ꯐꯪꯍꯜꯂꯤ꯫ ꯑꯄꯨꯟꯕ ꯑꯣꯏꯅ ꯑꯣꯟꯂꯥꯏꯟ ꯑꯃꯁꯨꯡ ꯇ꯭ꯔꯦꯗꯤꯁꯅꯦꯜ ꯀꯣꯔꯁ ꯑꯃꯒꯤ ꯃꯔꯛꯇ ꯂꯩꯕꯥ ꯋꯥꯔꯦꯞ ꯑꯁꯤ ꯂꯅꯥꯏꯒꯤ ꯑꯣꯏꯕ ꯑꯃꯁꯨꯡ ꯗꯔꯀꯥꯔ ꯑꯣꯏꯕꯁꯤꯡꯒꯤ ꯃꯈꯥ ꯄꯣꯜꯂꯤ꯫ ꯃꯍꯩꯔꯣꯏ ꯈꯔꯅ ꯑꯣꯟꯂꯥꯏꯟ ꯀꯣꯔꯁꯁꯤꯡ ꯑꯁꯤ ꯃꯈꯣꯢꯒꯤ ꯄꯨꯟꯁꯤ ꯃꯍꯤꯡ ꯑꯃꯁꯨꯡ ꯇꯝꯕꯒꯤ ꯃꯑꯣꯡ ꯃꯇꯧꯗ ꯍꯦꯟꯅ ꯐꯕ ꯑꯣꯏꯅ ꯎꯕꯥ ꯌꯥꯏ ꯑꯗꯨꯒ ꯑꯇꯩ ꯈꯔꯅ ꯇ꯭ꯔꯦꯗꯤꯁꯅꯦꯜ ꯀꯣꯔꯁ ꯑꯃꯒꯤ ꯁꯇ꯭ꯔꯛꯆꯔ ꯑꯃꯁꯨꯡ ꯃꯥꯏ ꯃꯥꯏ ꯑꯣꯟꯁꯤꯟꯅꯗꯨꯅ ꯇꯥꯛꯄꯅ ꯍꯦꯟꯅꯥ ꯄꯥꯝꯅꯔꯛꯄ ꯌꯥꯏ꯫